ꯑꯩꯅ ꯐꯤꯜꯇꯔ ꯃꯁꯤꯡ ꯑꯁꯤ ꯇꯔꯨꯛꯇ ꯑꯃꯁꯨꯡ ꯐꯤꯜꯇꯔ ꯁꯥꯏꯖ ꯑꯁꯤ ꯑꯍꯨꯝꯗ ꯁꯦꯠ ꯇꯧꯒꯅꯤ꯫ ꯑꯗꯨꯝ ꯑꯣꯏꯅꯃꯛ ꯃꯣꯗꯦꯜ ꯑꯁꯤ ꯃꯄꯨꯡ ꯐꯥꯅ ꯇ꯭ꯌꯨꯟ ꯇꯧꯅꯕꯒꯤꯗꯃꯛꯇ ꯑꯩꯅ ꯁꯤꯖꯤꯟꯅꯔꯤꯕ ꯃꯣꯗꯦꯜ ꯑꯁꯤꯒꯤ ꯃꯈꯜ ꯃꯁꯤꯅ ꯄ꯭ꯔꯣꯁꯦꯁ ꯇꯧꯒꯗꯕ ꯗꯦꯇꯥ ꯃꯈꯜꯁꯤꯡ ꯑꯃꯁꯨꯡ ꯑꯇꯣꯞꯄ ꯍꯥꯏꯄꯔꯄꯦꯔꯥꯃꯤꯇꯔ ꯑꯃꯠꯇ ꯌꯥꯎꯗꯅ ꯑꯍꯦꯟꯕ ꯏꯅꯐꯣꯔꯃꯦꯁꯟ ꯃꯊꯧ ꯇꯥꯒꯅꯤ꯫ ꯑꯩꯍꯥꯛꯄꯨ ꯑꯦꯗꯖꯁ꯭ꯠ ꯇꯧꯕ ꯄꯥꯝꯃꯤ꯫ ꯑꯗꯣꯝꯗ ꯍꯦꯟꯅ ꯃꯇꯦꯡ ꯄꯥꯡꯅꯕ ꯑꯗꯣꯝꯅ ꯑꯩꯉꯣꯟꯗ ꯍꯦꯟꯅ ꯑꯀꯨꯞꯄ ꯃꯔꯣꯜꯁꯤꯡ ꯄꯤꯕꯤꯔꯛꯄ ꯌꯥꯒꯗ꯭ꯔꯥ? ꯄꯣꯠꯊꯣꯛ ꯑꯁꯤ ꯀ꯭ꯂꯥꯎꯗꯇ ꯍꯣꯁ꯭ꯠ ꯇꯧꯕ ꯁꯕꯁ꯭ꯀꯔꯤꯄꯁꯟꯗ ꯌꯨꯝꯐꯝ ꯑꯣꯏꯕ ꯁꯣꯐꯋꯦꯌꯔ ꯑꯃꯅꯤ꯫ ꯈꯨꯗꯣꯡꯆꯥꯕ ꯑꯃꯁꯨꯡ ꯑꯦꯛꯁꯦꯁꯤꯕꯤꯂꯤꯇꯤ: ꯀ꯭ꯂꯥꯎꯗꯇꯥ ꯍꯣꯁ꯭ꯠ ꯇꯧꯕꯅ ꯃꯔꯝ ꯑꯣꯏꯗꯨꯅꯥ ꯁꯕꯁ꯭ꯀꯔꯤꯄꯁꯟꯗ ꯌꯨꯝꯐꯝ ꯑꯣꯏꯕ ꯁꯣꯐꯋꯦꯌꯔ ꯑꯁꯤꯅ ꯌꯨꯖꯔꯁꯤꯡꯅ ꯃꯐꯝ ꯑꯃꯍꯦꯛꯇꯗꯒꯤ ꯃꯇꯝ ꯑꯃꯠꯇꯗ ꯃꯈꯣꯏꯒꯤ ꯏꯟꯇꯔꯅꯦꯠ ꯀꯅꯦꯛꯁꯟ ꯂꯩꯕꯥ ꯃꯇꯝꯗ ꯄ꯭ꯔꯣꯒ꯭ꯔꯥꯝ ꯑꯁꯤ ꯑꯦꯛꯁꯦꯁ ꯇꯧꯕ ꯌꯥꯍꯜꯂꯤ꯫ ꯃꯁꯤꯅ ꯃꯤꯌꯥꯝꯅ ꯔꯤꯃꯣꯠ ꯅꯠꯇ꯭ꯔꯒ ꯀꯣꯂꯥꯕꯣꯔꯦꯇꯤꯕ ꯑꯣꯏꯅ ꯑꯇꯣꯞꯄꯁꯤꯡꯒ ꯂꯣꯏꯅꯅ ꯔꯤꯑꯦꯜ-ꯇꯥꯏꯝꯗ ꯊꯕꯛ ꯇꯧꯕꯗ ꯂꯥꯏꯍꯜꯂꯤ꯫ ꯃꯃꯜ ꯍꯟꯊꯕ: ꯃꯁꯤꯅ ꯃꯃꯜ ꯌꯥꯝꯂꯕ ꯏꯅꯐ꯭ꯔꯥꯁ꯭ꯇꯔꯛꯆꯔ ꯑꯃꯒꯤ ꯃꯊꯧ ꯇꯥꯕ ꯑꯗꯨ ꯀꯣꯛꯍꯜꯂꯤ꯫ ꯃꯁꯤꯗ ꯁꯔꯚꯔ, ꯍꯥꯔꯗꯋꯦꯌꯔ, ꯅꯠꯇ꯭ꯔꯒ ꯃꯦꯟꯇꯦꯅꯦꯟꯁꯀꯤ ꯃꯊꯧ ꯇꯥꯗꯦ꯫ ꯁꯕꯁ꯭ꯀꯔꯤꯄꯁꯟꯗ ꯌꯨꯝꯐꯝ ꯑꯣꯏꯕ ꯁꯔꯚꯤꯁ ꯑꯃ ꯑꯣꯏꯅ ꯌꯨꯖꯔꯁꯤꯡꯅ ꯁꯣꯐꯇꯋꯥꯌꯔꯒꯤꯗꯃꯛꯇ ꯔꯤꯀꯣꯔꯗ ꯑꯣꯏꯅ ꯁꯦꯜ ꯄꯤ꯫ ꯃꯁꯤꯅ ꯃꯇꯝꯒꯤ ꯃꯇꯨꯡꯏꯟꯅ ꯃꯃꯜ ꯑꯗꯨ ꯁꯟꯗꯣꯛꯏ ꯑꯃꯁꯨꯡ ꯑꯄꯤꯛꯄ ꯕꯤꯖꯤꯅꯦꯁꯁꯤꯡ ꯅꯠꯇ꯭ꯔꯒ ꯃꯤꯑꯣꯏꯁꯤꯡꯒꯤꯗꯃꯛꯇ ꯍꯦꯟꯅ ꯁꯦꯟꯗꯣꯡ ꯂꯩꯕ ꯑꯣꯏꯍꯜꯂꯤ꯫ ꯑꯣꯇꯣꯃꯦꯇꯤꯛ ꯑꯄꯗꯦꯠꯁꯤꯡ: ꯁꯣꯐ꯭ꯇꯋꯦꯔ ꯑꯁꯤ ꯌꯨꯖꯔꯗꯒꯤ ꯃꯦꯅꯨꯑꯦꯜ ꯏꯟꯇꯔꯚꯦꯟꯁꯟꯒꯤ ꯃꯊꯧ ꯇꯥꯗꯅ ꯑꯅꯧꯕ ꯐꯤꯆꯔꯁꯤꯡ ꯑꯃꯁꯨꯡ ꯑꯍꯣꯡꯕ ꯀꯌꯥꯒ ꯂꯣꯏꯅꯅ ꯑꯣꯇꯣꯃꯦꯇꯤꯛ ꯑꯣꯏꯅ ꯑꯄꯗꯦꯠ ꯇꯧꯒꯅꯤ꯫ ꯃꯁꯤꯅ ꯌꯨꯖꯔꯁꯤꯡꯅ ꯃꯇꯝ ꯄꯨꯝꯅꯃꯛꯇ ꯁꯣꯐꯇꯋꯥꯌꯔꯒꯤ ꯈ꯭ꯋꯥꯏꯗꯒꯤ ꯅꯧꯕ ꯚꯔꯖꯟ ꯑꯗꯨ ꯑꯦꯛꯁꯦꯁ ꯇꯧꯕ ꯉꯝꯍꯜꯂꯤ꯫ ꯑꯃꯁꯨꯡ ꯃꯦꯟꯇꯤꯅꯦꯟꯁ ꯇꯧꯕꯗ ꯃꯇꯝ ꯑꯃꯁꯨꯡ ꯍꯣꯠꯅꯕ ꯀꯟꯕ ꯉꯝꯍꯜꯂꯤ꯫ ꯁ꯭ꯀꯦꯂꯦꯕꯤꯂꯤꯇꯤ: ꯁꯣꯐ꯭ꯇꯋꯦꯌꯔꯒꯤ ꯁꯕꯁ꯭ꯀꯔꯤꯄꯁꯟꯗ ꯌꯨꯝꯐꯝ ꯑꯣꯏꯕ ꯃꯣꯗꯦꯜ ꯑꯁꯤꯅ ꯌꯨꯖꯔꯒꯤ ꯃꯊꯧ ꯇꯥꯕꯁꯤꯡ ꯍꯣꯡꯂꯛꯄꯒ ꯂꯣꯏꯅꯅ ꯐ꯭ꯂꯦꯛꯁꯤꯕꯤꯂꯤꯇꯤ ꯑꯃꯁꯨꯡ ꯁ꯭ꯀꯦꯂꯦꯕꯤꯂꯤꯇꯤꯒꯤ ꯑꯌꯥꯕ ꯄꯤꯔꯤ꯫ ꯃꯁꯤꯅ ꯇꯥꯛꯄꯗꯤ ꯌꯨꯖꯔꯅꯥ ꯃꯈꯣꯏꯒꯤ ꯁꯤꯖꯤꯟꯅꯕꯒꯤ ꯃꯊꯧ ꯇꯥꯕꯁꯤꯡꯗ ꯌꯨꯝꯐꯝ ꯑꯣꯏꯗꯨꯅ ꯃꯈꯣꯏꯒꯤ ꯁꯕꯁ꯭ꯀꯔꯤꯄꯁꯟ ꯑꯗꯨ ꯐꯖꯅ ꯑꯄꯒ꯭ꯔꯦꯗ ꯇꯧꯕ ꯅꯠꯇ꯭ꯔꯒ ꯗꯥꯎꯅꯒ꯭ꯔꯦꯗ ꯇꯧꯕ ꯌꯥꯏ꯫ ꯃꯗꯨꯅꯥ ꯁꯣꯐꯇꯋꯦꯌꯔ ꯑꯗꯨ ꯃꯃꯜ ꯍꯣꯡꯕ ꯑꯃꯁꯨꯡ ꯌꯥꯝꯅꯥ ꯊꯨꯅ ꯁꯤꯖꯤꯟꯅꯕ ꯌꯥꯍꯜꯂꯤ꯫ ꯑꯔꯣꯏꯕ ꯃꯦꯝꯕꯔ ꯃꯤꯐꯝꯒꯤ ꯃꯅꯨꯡꯗ ꯀ꯭ꯂꯕ ꯑꯁꯤ ꯐꯒꯠꯍꯟꯅꯕ ꯋꯥꯈꯜꯂꯣꯟ ꯇꯔꯨꯛꯒꯤ ꯂꯤꯁ꯭ꯠ ꯑꯃ ꯁꯦꯝꯃꯨ꯫ ꯍꯧꯈꯤꯕ ꯃꯦꯝꯕꯔ ꯃꯤꯐꯝꯗ ꯀ꯭ꯂꯕ ꯑꯁꯤ ꯐꯒꯠꯍꯟꯅꯕ ꯋꯥꯈꯜꯂꯣꯟ ꯃꯉꯥ ꯄꯤꯈꯤ꯫ ꯑꯦꯡꯒꯦꯖꯃꯦꯟꯇ ꯍꯦꯟꯒꯠꯍꯟꯕ: ꯃꯈꯣꯏꯒꯤ ꯏꯟꯇꯔꯦꯁ꯭ꯇꯀꯤ ꯃꯇꯨꯡ ꯏꯟꯅ ꯊꯕꯛ ꯊꯧꯔꯝꯁꯤꯡ ꯑꯃꯁꯨꯡ ꯊꯧꯔꯝꯁꯤꯡꯒ ꯂꯣꯏꯅꯅ ꯃꯦꯝꯕꯔꯁꯤꯡꯒꯤ ꯃꯔꯛꯇ ꯍꯦꯟꯅ ꯁꯔꯨꯛ ꯌꯥꯕ ꯑꯃꯁꯨꯡ ꯑꯦꯡꯒꯦꯖꯃꯦꯟꯇ ꯄꯨꯛꯅꯤꯡ ꯊꯧꯒꯠꯄ꯫ ꯏꯟꯀ꯭ꯂꯨꯁꯤꯕꯤꯇꯤ ꯄ꯭ꯔꯃꯣꯠ ꯇꯧꯕ: ꯃꯦꯝꯕꯔ ꯈꯨꯗꯤꯡꯃꯛꯀꯤꯗꯃꯛ ꯃꯈꯣꯏꯒꯤ ꯕꯦꯀꯒ꯭ꯔꯥꯎꯟꯗ ꯅꯠꯇ꯭ꯔꯒ ꯑꯦꯛꯁꯄ꯭ꯔꯤꯌꯦꯟꯁꯀꯤ ꯊꯥꯛ ꯑꯗꯨ ꯌꯦꯡꯂꯒ ꯍꯦꯟꯅ ꯇꯔꯥꯝꯅ ꯑꯣꯛꯄ ꯑꯃꯁꯨꯡ ꯏꯅꯀ꯭ꯂꯨꯁꯤꯕ ꯑꯣꯏꯕꯥ ꯑꯦꯅꯚꯥꯏꯔꯅꯃꯦꯟꯇ ꯑꯃ ꯁꯦꯝꯅꯕꯒꯤ ꯃꯥꯏꯀꯩꯗ ꯊꯕꯛ ꯇꯧꯕ꯫ ꯃꯍꯩ-ꯃꯁꯤꯡꯒꯤ ꯈꯨꯗꯣꯡꯆꯥꯕꯁꯤꯡ ꯄꯤꯕ: ꯃꯦꯝꯕꯔꯁꯤꯡꯅ ꯑꯅꯧꯕ ꯁ꯭ꯀꯤꯜꯁꯤꯡ ꯇꯝꯕꯗ ꯃꯇꯦꯡ ꯄꯥꯡꯅꯕ ꯑꯃꯁꯨꯡ ꯃꯈꯣꯏꯒꯤ ꯄꯔꯁꯣꯅꯦꯜ ꯑꯃꯁꯨꯡ ꯄ꯭ꯔꯣꯐꯦꯁ꯭ꯅꯦꯜ ꯗꯤꯕꯦꯂꯄꯃꯦꯟꯇꯗ ꯍꯦꯟꯒꯠꯍꯟꯅꯕ ꯋꯥꯔꯛꯁꯣꯄꯁꯤꯡ ꯂꯦꯛꯆꯔꯁꯤꯡ ꯅꯠꯇ꯭ꯔꯒ ꯁꯦꯃꯤꯅꯥꯔꯁꯤꯡ ꯄꯤꯕ꯫ ꯑꯥꯎꯇ꯭ꯔꯤꯆ ꯄꯥꯡꯊꯣꯛ ꯆꯥꯎꯊꯣꯛꯍꯟꯕ: ꯂꯣꯀꯦꯜ ꯑꯣꯔꯒꯅꯥꯏꯖꯦꯁꯟꯁꯤꯡ ꯅꯠꯇ꯭ꯔꯒ ꯕꯤꯖꯤꯅꯦꯁꯁꯤꯡꯒ ꯄꯥꯔꯇꯅꯔꯁꯤꯞ ꯇꯧꯗꯨꯅ ꯃꯤꯌꯥꯝꯒꯤ ꯊꯧꯔꯝꯁꯤꯡ ꯄꯥꯡꯊꯣꯛꯇꯨꯅ ꯅꯠꯇ꯭ꯔꯒ ꯁꯣꯁꯤꯑꯦꯜ ꯃꯦꯗꯤꯌꯥ ꯁꯤꯖꯤꯟꯅꯗꯨꯅ ꯑꯦꯋꯦꯌꯔꯅꯦꯁ ꯄꯤꯗꯨꯅ ꯀ꯭ꯂꯕꯀꯤ ꯚꯤꯖꯤꯕꯤꯂꯤꯇꯤ ꯑꯃꯁꯨꯡ ꯀꯝꯌꯨꯅꯤꯇꯤꯒꯤ ꯃꯅꯨꯡꯗ ꯌꯧꯕ ꯍꯦꯟꯒꯠꯍꯟꯕ꯫ ꯄꯥꯎ ꯐꯥꯎꯅꯕ ꯐꯒꯠꯍꯟꯕ: ꯃꯤꯄꯨꯝ ꯈꯨꯗꯤꯡꯃꯛꯄꯨ ꯀ꯭ꯂꯕꯀꯤ ꯊꯧꯗꯣꯛꯁꯤꯡꯒꯤ ꯃꯇꯥꯡꯗ ꯈꯡꯍꯟꯅꯕ ꯑꯃꯁꯨꯡ ꯍꯦꯟꯅ ꯄꯨꯟꯅ ꯊꯕꯛ ꯇꯧꯃꯤꯟꯅꯅꯕ, ꯆꯥꯡ ꯅꯥꯏꯅꯥ ꯄꯥꯎ-ꯆꯦ, ꯑꯣꯅꯂꯥꯏꯟ ꯐꯣꯔꯝ ꯅꯠꯇ꯭ꯔꯒ ꯒ꯭ꯔꯨꯞ ꯆꯦꯠꯀꯤ ꯈꯨꯠꯊꯥꯡꯗ ꯃꯦꯝꯕꯔꯁꯤꯡꯒꯤ ꯃꯔꯛꯇꯥ ꯄꯥꯎ ꯐꯥꯎꯅꯕꯥ ꯍꯦꯟꯒꯠꯍꯟꯕꯢ